ꯀꯥꯔꯗꯤꯑꯣꯚꯥꯁ꯭ꯀꯨꯂꯥꯔ ꯗꯤꯖꯤꯖꯒꯤ ꯔꯤꯁ꯭ꯛ ꯍꯦꯟꯒꯠꯂꯛꯄꯥ: ꯃꯩꯈꯨ ꯁꯤꯖꯤꯟꯅꯕꯅ ꯕ꯭ꯂꯗ ꯚꯦꯁꯦꯜꯁꯤꯡꯗ ꯑꯃꯥꯡ-ꯑꯇꯥ ꯊꯣꯛꯍꯜꯂꯤ, ꯍꯥꯔꯠꯀꯤ ꯂꯥꯏꯅꯥ, ꯁ꯭ꯇꯔꯣꯛ ꯑꯃꯁꯨꯡ ꯄꯦꯔꯤꯐꯦꯔꯦꯜ ꯑꯥꯔꯇꯦꯔꯤ ꯗꯤꯖꯤꯖꯒꯤ ꯔꯤꯛ꯭ꯁ ꯍꯦꯟꯒꯠꯍꯜꯂꯤ꯫ ꯀꯦꯟꯁꯔꯒꯤ ꯔꯤꯛ꯭ꯁ ꯍꯦꯟꯒꯠꯂꯛꯄꯥ: ꯃꯩꯈꯨ ꯊꯥꯗꯣꯛꯄ ꯑꯁꯤ ꯂꯪꯁ, ꯀꯣꯛ, ꯃꯤꯠ, ꯕ꯭ꯂꯦꯗꯔ, ꯀꯤꯗꯅꯤ, ꯑꯃꯁꯨꯡ ꯄꯦꯟꯀꯔꯤꯑꯦꯁꯀꯤ ꯀꯦꯟꯁꯔ ꯊꯣꯛꯍꯟꯕꯒꯤ ꯑꯆꯧꯕ ꯃꯔꯝ ꯑꯃꯅꯤ꯫ ꯏꯝꯃꯌꯨꯟ ꯁꯤꯁ꯭ꯇꯦꯝꯒꯤ ꯐꯪꯁꯟ ꯍꯟꯊꯔꯛꯄꯥ: ꯃꯩꯈꯨ ꯊꯥꯗꯣꯛꯄꯅ ꯏꯝꯃ꯭ꯌꯨꯟ ꯁꯤꯁ꯭ꯇꯦꯝꯗ ꯑꯀꯥꯏꯕ ꯄꯤꯕ ꯌꯥꯏ, ꯏꯟꯐꯦꯛꯁꯟꯒꯤ ꯔꯤꯛ꯭ꯁ ꯍꯦꯟꯒꯠꯍꯟꯕ ꯑꯃꯁꯨꯡ ꯍꯛꯆꯥꯡꯅ ꯂꯥꯏꯅ ꯂꯥꯛꯁꯤꯟꯕꯗ ꯑꯋꯥꯕꯥ ꯄꯤ꯫ ꯔꯤꯄ꯭ꯔꯗꯛꯇꯤꯚ ꯑꯃꯁꯨꯡ ꯐꯤꯇꯁꯀꯤ ꯍꯛꯁꯦꯜꯗ ꯑꯃꯥꯡ-ꯑꯇꯥ ꯊꯣꯛꯍꯟꯕꯥ: ꯃꯩꯈꯨ ꯁꯤꯖꯤꯟꯅꯕꯅ ꯅꯨꯄꯥ ꯑꯃꯁꯨꯡ ꯅꯨꯄꯤ ꯑꯅꯤꯃꯛꯀꯤ ꯃꯤꯔꯣꯟꯕ ꯍꯟꯊꯍꯟꯕ ꯉꯝꯃꯤ ꯑꯃꯁꯨꯡ ꯃꯤꯔꯣꯟꯕꯥ, ꯃꯇꯝ ꯆꯥꯗꯅ ꯄꯣꯛꯄ ꯑꯃꯁꯨꯡ ꯄꯣꯛꯄꯗ ꯑꯁꯣꯛ-ꯑꯄꯟ ꯊꯣꯛꯍꯟꯕꯒꯤ ꯔꯤꯛ꯭ꯁ ꯍꯦꯟꯒꯠꯍꯟꯕ ꯉꯝꯃꯤ꯫ ꯁꯦꯀꯦꯟꯗꯍꯦꯟꯗ ꯁ꯭ꯃꯣꯛ ꯑꯦꯛꯁꯄꯣꯖꯔ: ꯁꯤꯒꯥꯔꯦꯠꯒꯤ ꯁꯦꯀꯦꯟꯗꯍꯦꯟꯗ ꯁ꯭ꯃꯣꯛꯅꯥ ꯃꯩꯈꯨ ꯊꯥꯗꯣꯛꯄ ꯃꯤꯑꯣꯏ ꯑꯗꯨꯒꯤ ꯑꯀꯣꯏꯕꯗ ꯂꯩꯕ ꯃꯤꯑꯣꯏꯁꯤꯡꯗ ꯑꯁꯣꯛ-ꯑꯄꯟ ꯊꯣꯛꯍꯟꯕ ꯌꯥꯏ, ꯃꯈꯣꯏꯅ ꯁ꯭ꯋꯔ ꯍꯣꯟꯕꯒꯤ ꯑꯅꯥꯕ, ꯍꯥꯔꯠꯀꯤ ꯂꯥꯏꯅ ꯑꯃꯁꯨꯡ ꯀꯦꯟꯁꯔꯒꯤ ꯔꯤꯛ꯭ꯁ ꯍꯦꯟꯒꯠꯍꯟꯕ ꯌꯥꯏ꯫ ꯑꯇꯩ ꯔꯤꯛꯁꯁꯤꯡ ꯑꯁꯤꯅ ꯃꯩꯈꯨ ꯊꯥꯗꯣꯛꯄ ꯑꯁꯤ ꯈꯨꯗꯣꯡꯊꯤꯅꯤꯉꯥꯏ ꯑꯣꯏꯕ ꯂꯝꯆꯠ ꯑꯃꯥ ꯑꯣꯏꯍꯜꯂꯤ ꯑꯃꯁꯨꯡ ꯃꯁꯤꯅ ꯃꯩꯈꯨ ꯊꯥꯗꯣꯛꯄ ꯃꯤꯑꯣꯏ ꯑꯃꯁꯨꯡ ꯃꯈꯣꯏꯒꯤ ꯑꯀꯣꯏꯕꯗ ꯂꯩꯕ ꯃꯤꯑꯣꯏꯁꯤꯡ ꯑꯅꯤꯃꯛꯇ ꯁꯥꯊꯤꯕ ꯐꯜꯁꯤꯡ ꯊꯣꯛꯍꯟꯕ ꯌꯥꯏ꯫ ꯍꯣꯁ꯭ꯄꯤꯇꯥꯂꯤꯇꯤ ꯏꯟꯗꯁ꯭ꯇꯔꯤꯗ ꯆꯦꯠꯕꯣꯠꯁꯤꯡ ꯑꯁꯤ ꯀꯔꯝꯅ ꯁꯤꯖꯤꯟꯅꯕ ꯌꯥꯕꯒꯦ ꯍꯥꯏꯕꯒꯤ ꯈꯨꯗꯝ ꯑꯃꯥ ꯄꯤꯌꯨ꯫ ꯍꯣꯁ꯭ꯄꯤꯇꯥꯂꯤꯇꯤ ꯏꯟꯗꯁ꯭ꯇꯔꯤꯗꯥ ꯆꯦꯠꯕꯣꯠꯁꯤꯡ ꯑꯁꯤ ꯑꯈꯟꯅꯕ ꯀꯁ꯭ꯇꯃꯔ ꯁꯔꯕꯤꯁ ꯄꯤꯅꯕ ꯑꯃꯁꯨꯡ ꯑꯣꯄꯔꯦꯁꯟꯁꯤꯡ ꯂꯥꯏꯊꯣꯛꯍꯟꯅꯕ ꯍꯦꯟꯅ ꯁꯤꯖꯤꯟꯅꯔꯤ꯫ ꯑꯁꯤꯒꯨꯝꯕ ꯈꯨꯗꯝ ꯑꯃꯗꯤ ꯍꯣꯇꯦꯜ ꯏꯟꯗꯁ꯭ꯇꯔꯤꯗ ꯃꯈꯣꯏꯕꯨ ꯁꯤꯖꯤꯟꯅꯕꯅꯤ꯫ ꯍꯣꯇꯦꯜ ꯑꯃꯅ ꯃꯈꯣꯏꯒꯤ ꯒꯦꯁ꯭ꯠꯁꯤꯡ ꯍꯣꯇꯦꯜꯗ ꯌꯧꯗ꯭ꯔꯤꯉꯩꯗ ꯐꯥꯎꯕ ꯃꯇꯦꯡ ꯄꯥꯡꯅꯕ ꯆꯦꯠꯕꯣꯠ ꯑꯃꯥ ꯁꯤꯖꯤꯟꯅꯕ ꯌꯥꯏ꯫ ꯈꯨꯗꯝ ꯑꯣꯏꯅ, ꯒꯦꯁ꯭ꯠ ꯑꯃꯅ ꯍꯣꯇꯦꯜꯒꯤ ꯆꯦꯠꯕꯣꯠꯀꯥ ꯍꯣꯇꯦꯜꯒꯤ ꯋꯦꯕꯁꯥꯏꯠꯇ, ꯃꯈꯣꯏꯒꯤ ꯁꯣꯁꯤꯑꯦꯜ ꯃꯤꯗꯤꯌꯥ ꯄꯦꯖꯒꯤ ꯈꯨꯠꯊꯥꯡꯗ ꯅꯠꯇ꯭ꯔꯒ ꯃꯦꯁꯦꯖꯤꯡ ꯑꯦꯞ ꯑꯃꯗ ꯏꯟꯇꯔꯦꯛ ꯇꯧꯗꯨꯅ ꯔꯤꯖꯔꯕꯦꯁꯟ ꯇꯧꯕ ꯌꯥꯏ, ꯔꯨꯝ ꯂꯩꯕꯒꯤ ꯃꯇꯥꯡꯗ ꯍꯪꯂꯛꯄꯥ ꯌꯥꯏ ꯑꯃꯁꯨꯡ ꯌꯥꯝꯅ ꯇꯣꯏꯅ ꯍꯪꯂꯛꯄ ꯋꯥꯍꯪꯁꯤꯡꯒꯤ ꯄꯥꯎꯈꯨꯝ ꯂꯧꯕꯥ ꯌꯥꯏ꯫ ꯒꯦꯁ꯭ꯠ ꯑꯗꯨꯅ ꯍꯣꯇꯦꯜꯗꯥ ꯌꯧꯔꯛꯄ ꯃꯇꯝꯗ, ꯆꯦꯠꯕꯣꯠ ꯑꯁꯤ ꯆꯦꯛ-ꯏꯟꯒꯤ ꯊꯧꯑꯣꯡ ꯑꯗꯨ ꯌꯥꯡꯅ ꯄꯥꯡꯊꯣꯛꯅꯕ ꯑꯃꯁꯨꯡ ꯒꯦꯁ꯭ꯠ ꯑꯗꯨꯕꯨ ꯍꯣꯇꯦꯜ ꯑꯗꯨꯗ ꯆꯠꯄꯗ ꯃꯇꯦꯡ ꯄꯥꯡꯅꯕ ꯁꯤꯖꯤꯟꯅꯕ ꯌꯥꯏ꯫ ꯃꯈꯣꯏꯅ ꯂꯩꯔꯤꯉꯩ ꯃꯇꯝꯗ, ꯒꯦꯁ꯭ꯠ ꯑꯗꯨꯅ ꯆꯦꯠꯕꯣꯠ ꯑꯁꯤ ꯁꯤꯖꯤꯟꯅꯗꯨꯅ ꯔꯨꯝ ꯁꯔꯚꯤꯁ ꯔꯤꯛꯕꯦꯁ꯭ꯠ ꯇꯧꯕ, ꯁ꯭ꯄꯥ ꯅꯠꯇ꯭ꯔꯒ ꯔꯦꯁ꯭ꯇꯣꯔꯦꯟ ꯔꯤꯖꯔꯕꯦꯁꯟ ꯇꯧꯕ ꯅꯠꯇ꯭ꯔꯒ ꯑꯍꯦꯟꯕ ꯈꯨꯗꯣꯡꯆꯥꯕꯁꯤꯡ ꯑꯣꯔꯗꯔ ꯇꯧꯕꯥ ꯌꯥꯏ꯫ ꯆꯦꯠꯕꯣꯠꯁꯤꯡ ꯑꯁꯤ ꯒꯦꯁ꯭ꯠꯁꯤꯡꯗ ꯃꯈꯣꯏꯒꯤ ꯄꯥꯝꯕꯒꯤ ꯃꯇꯨꯡꯏꯟꯅ ꯄꯔꯁꯣꯅꯦꯂꯥꯏꯖ ꯇꯧꯔꯕ ꯔꯤꯀꯃꯦꯟꯗꯦꯁꯟꯁꯤꯡ ꯄꯤꯅꯕꯒꯤꯗꯃꯛ ꯄ꯭ꯔꯣꯒ꯭ꯔꯥꯝ ꯇꯧꯕꯁꯨ ꯌꯥꯏ꯫ ꯈꯨꯗꯝ ꯑꯣꯏꯅꯥ, ꯀꯔꯤꯒꯨꯝꯕ ꯒꯦꯁ꯭ꯠ ꯑꯃꯅ ꯆꯥꯅꯕ ꯃꯐꯝ ꯑꯃ ꯊꯤꯔꯕꯗꯤ, ꯆꯦꯠꯕꯣꯠ ꯑꯗꯨꯅ ꯒꯦꯁ꯭ꯠ ꯑꯗꯨꯅ ꯌꯥꯝꯅ ꯄꯥꯝꯅꯕ ꯆꯥꯛꯁꯪꯁꯤꯡ ꯄꯤꯔꯤꯕ ꯃꯅꯥꯛ ꯅꯛꯄ ꯔꯦꯁ꯭ꯇꯣꯔꯦꯟꯠꯁꯤꯡꯒꯤ ꯃꯇꯥꯡꯗ ꯄꯥꯎꯇꯥꯛ ꯄꯤꯕ ꯌꯥꯏ꯫ ꯑꯔꯣꯏꯕꯗ, ꯆꯦꯛꯑꯥꯎꯠ ꯇꯧꯕ ꯃꯇꯝꯗ, ꯆꯦꯠꯕꯣꯠꯅ ꯊꯧꯑꯣꯡ ꯑꯗꯨ ꯂꯥꯏꯊꯣꯛꯍꯟꯕ ꯌꯥꯏ, ꯒꯦꯁ꯭ꯠ ꯑꯗꯨꯒꯤ ꯑꯦꯛꯁꯄꯤꯔꯤꯑꯦꯟꯁ ꯑꯗꯨ ꯁꯣꯏꯗꯅ ꯂꯩꯍꯟꯕ ꯌꯥꯏ, ꯑꯃꯁꯨꯡ ꯂꯣꯏꯅꯕꯤ ꯄ꯭ꯔꯣꯒ꯭ꯔꯥꯝꯁꯤꯡ ꯅꯠꯇꯔꯒ ꯇꯨꯡꯗ ꯂꯥꯛꯀꯗꯕ ꯗꯤꯁꯀꯥꯎꯟꯠꯁꯤꯡꯒꯤ ꯃꯇꯥꯡꯗ ꯏꯟꯐꯣꯔꯃꯦꯁꯟ ꯄꯤꯕ ꯌꯥꯏ꯫ ꯆꯦꯠꯕꯣꯠꯁꯤꯡ ꯁꯤꯖꯤꯟꯅꯕꯅ ꯒꯦꯁ꯭ꯠ ꯑꯦꯛꯁꯄꯤꯔꯤꯑꯦꯟꯁ ꯐꯒꯠꯍꯟꯕꯇ ꯅꯠꯇꯅ ꯍꯣꯇꯦꯜꯒꯤ ꯃꯇꯝ ꯑꯃꯁꯨꯡ ꯔꯤꯁꯣꯔꯁꯁꯤꯡꯁꯨ ꯀꯟꯕ ꯉꯝꯃꯤ, ꯃꯁꯤꯅ ꯃꯁꯤꯒꯤ ꯑꯣꯄꯔꯦꯁꯟꯁꯤꯡ ꯍꯦꯟꯅ ꯏꯐꯤꯁꯤꯌꯦꯟꯠ ꯑꯣꯏꯍꯜꯂꯤ꯫